ꯋꯦꯕ ꯑꯦꯄꯂꯤꯀꯦꯁꯟ ꯑꯃ ꯗꯤꯖꯥꯏꯟ ꯇꯧꯅꯕꯒꯤ ꯁ꯭ꯇꯔꯥꯇꯦꯖꯤ ꯑꯃ ꯁꯟꯗꯣꯛꯅ ꯇꯥꯛꯄꯤꯌꯨ꯫ ꯋꯦꯕ ꯑꯦꯄꯂꯤꯀꯦꯁꯟ ꯑꯃ ꯗꯤꯖꯥꯏꯟ ꯇꯧꯕ ꯑꯁꯤ ꯌꯥꯝꯅ ꯂꯨꯕ ꯊꯕꯛ ꯑꯃ ꯑꯣꯏꯅ ꯎꯕ ꯌꯥꯏ, ꯑꯗꯨꯕꯨ ꯑꯆꯨꯝꯕ ꯁ꯭ꯇꯔꯥꯇꯦꯖꯤꯒ ꯂꯣꯏꯅꯅ ꯃꯁꯤ ꯏꯐꯤꯁꯤꯑꯦꯟꯇ ꯑꯣꯏꯅ ꯑꯃꯁꯨꯡ ꯏꯐꯦꯛꯇꯤꯕ ꯑꯣꯏꯅ ꯇꯧꯕ ꯌꯥꯏ꯫ ꯃꯥꯏꯄꯥꯛꯅ ꯋꯦꯕ ꯑꯦꯣꯂꯤꯀꯦꯁꯟ ꯑꯃ ꯗꯤꯖꯥꯏꯟ ꯇꯧꯕꯗ ꯂꯧꯈꯠꯄ ꯌꯥꯕ ꯈꯣꯡꯊꯥꯡ ꯈꯔꯥ ꯃꯈꯥꯗꯥ ꯄꯤꯔꯤ: ꯋꯦꯕ ꯑꯦꯄꯂꯤꯀꯦꯁꯟ ꯑꯗꯨꯒꯤ ꯄꯥꯟꯗꯝ ꯈꯪꯗꯣꯛꯄ: ꯋꯦꯕ ꯑꯦꯄꯂꯤꯀꯦꯁꯟ ꯑꯃ ꯗꯤꯖꯥꯏꯟ ꯇꯧꯕꯗ ꯑꯍꯥꯟꯕ ꯈꯣꯡꯊꯥꯡꯗꯤ ꯃꯁꯤꯒꯤ ꯄꯥꯟꯗꯝ ꯀꯔꯤꯅꯣ ꯍꯥꯏꯕꯗꯨ ꯈꯪꯗꯣꯛꯄꯅꯤ꯫ ꯑꯦꯄꯂꯤꯀꯦꯁꯟ ꯑꯗꯨꯅ ꯀꯔꯤ ꯄ꯭ꯔꯣꯕ꯭ꯂꯦꯝ ꯑꯗꯨ ꯀꯣꯛꯍꯟꯅꯕ ꯍꯣꯠꯅꯔꯤꯕꯒꯦ? ꯃꯁꯤꯗ ꯀꯔꯤ ꯃꯈꯜꯒꯤ ꯐꯪꯀꯁꯅꯦꯂꯤꯇꯤ ꯑꯃꯁꯨꯡ ꯐꯤꯆꯔꯁꯤꯡ ꯃꯊꯧ ꯇꯥꯕꯒꯦ? ꯇꯥꯔꯒꯦꯠ ꯑꯣꯗꯤꯁꯟ ꯑꯁꯤ ꯀꯅꯥꯅꯣ? ꯋꯥꯍꯪꯁꯤꯡ ꯑꯁꯤꯒꯤ ꯄꯥꯎꯈꯨꯝ ꯄꯤꯕꯅ ꯑꯗꯣꯝꯗ ꯗꯤꯖꯥꯏꯟꯒꯤ ꯊꯧꯑꯣꯡꯒꯤꯗꯃꯛ ꯑꯆꯦꯠꯄ ꯌꯨꯝꯐꯝ ꯑꯃ ꯁꯦꯝꯒꯠꯄꯗ ꯃꯇꯦꯡ ꯄꯥꯡꯒꯅꯤ꯫ ꯌꯨꯖꯔ ꯑꯦꯛꯁꯄꯤꯔꯤꯑꯦꯟꯁ ꯑꯗꯨ ꯗꯤꯐꯥꯏꯟ ꯇꯧꯕ: ꯑꯦꯄꯂꯤꯀꯦꯁꯟ ꯑꯗꯨꯒꯤ ꯄꯥꯟꯗꯝ ꯑꯗꯨ ꯁꯦꯝꯗꯣꯛ-ꯁꯦꯝꯖꯤꯟ ꯇꯧꯔꯕ ꯃꯇꯨꯡꯗ ꯃꯊꯪꯒꯤ ꯁ꯭ꯇꯦꯞ ꯑꯗꯨꯗꯤ ꯌꯨꯖꯔ ꯑꯦꯛꯁꯄꯤꯔꯤꯑꯦꯟꯁ ꯑꯗꯨ ꯗꯤꯖꯥꯏꯟ ꯇꯧꯕꯅꯤ꯫ ꯃꯁꯤꯗ ꯌꯨꯖꯔ ꯐ꯭ꯂꯣ, ꯋꯥꯏꯔꯐ꯭ꯔꯦꯝ, ꯑꯃꯁꯨꯡ ꯃꯣꯛꯄꯁꯤꯡ ꯁꯦꯝꯕ ꯌꯥꯎꯏ꯫ ꯌꯨꯖꯔ ꯐ꯭ꯂꯣꯁꯤꯡꯅ ꯑꯦꯄꯂꯤꯀꯦꯁꯟ ꯑꯗꯨꯒꯤ ꯈꯨꯠꯊꯥꯡꯗ ꯌꯨꯖꯔꯒꯤ ꯈꯣꯡꯆꯠ ꯑꯗꯨ ꯃꯦꯞ ꯇꯧꯕꯗ ꯃꯇꯦꯡ ꯄꯥꯡꯏ, ꯑꯗꯨꯒ ꯋꯥꯏꯔꯐ꯭ꯔꯦꯝꯁꯤꯡꯅ ꯑꯦꯄꯂꯤꯀꯦꯁꯟ ꯑꯗꯨꯒꯤ ꯄꯦꯖꯁꯤꯡ ꯑꯃꯁꯨꯡ ꯐꯤꯆꯔꯁꯤꯡ ꯑꯗꯨ ꯀꯔꯝꯅ ꯂꯦꯞꯀꯅꯤ ꯍꯥꯏꯕꯒꯤ ꯚꯤꯖꯨꯑꯦꯜ ꯔꯤꯄꯔꯖꯦꯟꯇꯦꯁꯟ ꯑꯃ ꯄꯤꯔꯤ꯫ ꯃꯥꯏꯀꯩ ꯑꯃꯔꯣꯝꯗ ꯃꯣꯛꯄꯁꯤꯡꯅ ꯃꯆꯨ, ꯇꯥꯏꯄꯒ꯭ꯔꯥꯐꯤ, ꯑꯃꯁꯨꯡ ꯏꯃꯦꯖꯔꯤꯒꯨꯝꯕ ꯋꯥꯐꯝꯁꯤꯡ ꯌꯦꯡꯂꯒ ꯑꯦꯄꯂꯤꯀꯦꯁꯟ ꯑꯁꯤꯒꯤ ꯗꯤꯖꯥꯏꯅꯒꯤ ꯃꯇꯥꯡꯗ ꯍꯦꯟꯅ ꯑꯀꯨꯞꯄ ꯃꯤꯠꯌꯦꯡ ꯑꯃ ꯄꯤꯔꯤ꯫ ꯑꯆꯨꯝꯕ ꯇꯦꯛꯅꯣꯂꯣꯖꯤ ꯈꯟꯕ: ꯌꯨꯖꯔ ꯑꯦꯛꯁꯄꯤꯔꯤꯑꯦꯟꯁ ꯑꯗꯨ ꯁꯦꯝꯗꯣꯛ-ꯁꯦꯝꯖꯤꯟ ꯇꯧꯔꯕ ꯃꯇꯨꯡꯗ ꯃꯊꯪꯒꯤ ꯈꯣꯡꯊꯥꯡꯗꯤ ꯑꯦꯄꯂꯤꯀꯦꯁꯟ ꯑꯗꯨꯒꯤꯗꯃꯛ ꯑꯆꯨꯝꯕ ꯇꯦꯛꯅꯣꯂꯣꯖꯤ ꯈꯟꯕꯅꯤ꯫ ꯃꯁꯤꯗ ꯄ꯭ꯔꯣꯒ꯭ꯔꯥꯃꯤꯡ ꯂꯦꯡꯒꯨꯌꯦꯖ ꯑꯃ, ꯋꯦꯕ ꯗꯤꯚꯦꯂꯄꯃꯦꯟꯇ ꯐ꯭ꯔꯦꯝꯋꯥꯔꯛ ꯑꯃ, ꯑꯃꯁꯨꯡ ꯑꯦꯄꯂꯤꯀꯦꯁꯟ ꯑꯗꯨ ꯁꯦꯝꯒꯠꯄꯗ ꯃꯊꯧ ꯇꯥꯕꯥ ꯑꯇꯩ ꯈꯨꯠꯂꯥꯏ ꯑꯃꯍꯦꯛꯇꯕꯨ ꯈꯟꯕ ꯌꯥꯎꯏ꯫ ꯗꯤꯕꯦꯂꯄꯃꯦꯟꯇ ꯄ꯭ꯂꯥꯟ ꯑꯃ ꯁꯦꯝꯕ: ꯇꯦꯛꯅꯣꯂꯣꯖꯤ ꯑꯁꯤ ꯃꯐꯝ ꯆꯥꯅ ꯂꯩꯔꯒ ꯃꯊꯪꯒꯤ ꯈꯣꯡꯊꯥꯡꯗꯤ ꯗꯤꯕꯦꯂꯄꯃꯦꯟꯇ ꯄ꯭ꯂꯥꯟ ꯑꯃ ꯁꯦꯝꯕꯅꯤ꯫ ꯃꯁꯤꯗ ꯑꯦꯄꯂꯤꯀꯦꯁꯟ ꯑꯗꯨ ꯃꯦꯅꯦꯖ ꯇꯧꯕ ꯌꯥꯕ ꯆꯦꯡꯁꯤꯡꯗ ꯈꯥꯏꯗꯣꯛꯄ, ꯇꯤꯝ ꯃꯦꯝꯕꯔꯁꯤꯡꯗ ꯊꯕꯛꯁꯤꯡ ꯄꯤꯕ ꯑꯃꯁꯨꯡ ꯑꯔꯣꯏꯕ ꯃꯇꯝ ꯂꯦꯄꯊꯣꯛꯄ ꯌꯥꯎꯔꯤ꯫ ꯇꯦꯁ꯭ꯇꯤꯡ ꯑꯃꯁꯨꯡ ꯀ꯭ꯕꯥꯂꯤꯇꯤ ꯑꯦꯁꯨꯔꯦꯟꯁ: ꯗꯤꯕꯦꯂꯄꯃꯦꯟꯇ ꯍꯧꯔꯛꯄ ꯃꯇꯝꯗ ꯑꯦꯄꯂꯤꯀꯦꯁꯟ ꯑꯗꯨ ꯂꯦꯞꯇꯅ ꯇꯦꯁ꯭ꯠ ꯇꯧꯕ ꯑꯃꯁꯨꯡ ꯀ꯭ꯕꯥꯂꯤꯇꯤ ꯑꯦꯁꯨꯔꯦꯟꯁ ꯆꯦꯛꯁꯤꯡ ꯄꯥꯡꯊꯣꯛꯄ ꯑꯁꯤ ꯌꯥꯝꯅ ꯃꯔꯨꯑꯣꯏ꯫ ꯃꯁꯤꯅ ꯑꯦꯄꯂꯤꯀꯦꯁꯟ ꯑꯗꯨ ꯃꯑꯣꯡ ꯆꯨꯝꯅ ꯊꯕꯛ ꯇꯧꯕ ꯑꯃꯁꯨꯡ ꯕꯥꯒ ꯅꯠꯇꯔꯒ ꯏꯁꯨ ꯑꯃꯍꯦꯛꯇꯕꯨ ꯃꯁꯛ ꯈꯪꯗꯣꯛꯄ ꯑꯃꯁꯨꯡ ꯀꯣꯛꯍꯟꯕꯗ ꯃꯇꯦꯡ ꯄꯥꯡꯒꯅꯤ꯫ ꯑꯦꯄꯂꯤꯀꯦꯁꯟ ꯍꯧꯗꯣꯛꯄ ꯑꯃꯁꯨꯡ ꯌꯦꯡꯁꯤꯟꯕ: ꯑꯦꯄꯂꯤꯀꯦꯁꯟ ꯑꯗꯨ ꯗꯤꯖꯥꯏꯟ ꯇꯧꯔꯕ, ꯗꯤꯕꯦꯂꯞ ꯇꯧꯔꯕ ꯑꯃꯁꯨꯡ ꯇꯦꯁ꯭ꯠ ꯇꯧꯔꯕ ꯃꯇꯨꯡꯗ ꯑꯔꯣꯏꯕ ꯈꯣꯡꯊꯥꯡꯗꯤ ꯃꯁꯤ ꯍꯧꯗꯣꯛꯄꯅꯤ꯫ ꯍꯧꯗꯣꯛꯂꯕ ꯃꯇꯨꯡꯗ ꯑꯦꯄꯂꯤꯀꯦꯁꯟ ꯑꯗꯨ ꯌꯦꯡꯁꯤꯟꯕ ꯑꯃꯁꯨꯡ ꯌꯨꯖꯔꯁꯤꯡꯗꯒꯤ ꯐꯤꯗꯕꯦꯛ ꯈꯣꯝꯖꯤꯟꯕ ꯑꯁꯤ ꯌꯥꯝꯅ ꯃꯔꯨꯑꯣꯏ꯫ ꯃꯁꯤꯅ ꯑꯍꯣꯡꯕ ꯄꯨꯔꯛꯄ ꯃꯊꯧ ꯇꯥꯕ ꯂꯝ ꯑꯃꯠꯇ ꯈꯪꯗꯣꯛꯄꯗ ꯃꯇꯦꯡ ꯄꯥꯡꯒꯅꯤ꯫ ꯑꯄꯨꯟꯕ ꯑꯣꯏꯅ ꯋꯦꯕ ꯑꯦꯄꯂꯤꯀꯦꯁꯟ ꯑꯃ ꯗꯤꯖꯥꯏꯟ ꯇꯧꯕꯗꯥ ꯄ꯭ꯂꯥꯅꯤꯡ, ꯌꯨꯖꯔ ꯑꯦꯛꯁꯄꯤꯔꯤꯑꯦꯟꯁ ꯗꯤꯖꯥꯏꯟ, ꯇꯦꯛꯅꯣꯂꯣꯖꯤ ꯈꯟꯕꯒꯤ ꯃꯑꯣꯡ, ꯗꯤꯕꯦꯂꯄꯃꯦꯟꯇ, ꯑꯃꯁꯨꯡ ꯇꯦꯁ꯭ꯇꯤꯡꯒꯤ ꯀꯝꯕꯤꯅꯦꯁꯟ ꯑꯃ ꯌꯥꯎꯏ꯫ ꯑꯀꯟꯕꯥ ꯁ꯭ꯇꯔꯥꯇꯦꯖꯤ ꯑꯃ ꯇꯨꯡ ꯏꯟꯗꯨꯅ, ꯅꯍꯥꯛꯅ ꯃꯁꯤꯒꯤ ꯌꯨꯖꯔꯁꯤꯡꯒꯤ ꯃꯊꯧ ꯇꯥꯕꯁꯤꯡꯗꯨ ꯐꯪꯍꯟꯕ ꯉꯝꯕ ꯃꯥꯏꯄꯥꯛꯄ ꯋꯦꯕ ꯑꯦꯄꯂꯤꯀꯦꯁꯟ ꯑꯃ ꯁꯦꯝꯕ ꯌꯥꯏ꯫।